ꯑꯥꯔꯇꯤꯐꯤꯁꯤꯌꯦꯜ ꯏꯟꯇꯤꯂꯤꯖꯦꯟꯁ ꯀ ꯂꯣꯏꯅꯅꯥ ꯀꯝꯄꯦꯅꯤꯁꯤꯡꯅꯥ ꯑꯦꯜꯒꯣꯔꯤꯊꯝ ꯑꯃꯁꯨꯡ ꯃꯦꯁꯤꯟ ꯂꯔꯅꯤꯡ ꯇꯦꯛꯅꯤꯛꯁꯤꯡ ꯁꯤꯖꯤꯟꯅꯗꯨꯅꯥ ꯗꯦꯇꯥ ꯑꯦꯅꯥꯂꯥꯏꯖ ꯇꯧꯕꯥ ꯌꯥꯏ ꯑꯃꯁꯨꯡ ꯃꯈꯣꯏꯒꯤ ꯀꯁꯇꯃꯔꯁꯤꯡꯒꯤ ꯂꯝꯆꯠ ꯁꯥꯖꯠ ꯄꯁꯟꯗ ꯑꯃꯁꯨꯡ ꯂꯝꯆꯠ ꯁꯥꯖꯠꯀꯤ ꯃꯇꯥꯡꯗꯥ ꯋꯥꯈꯜ ꯈꯟꯕꯥ ꯌꯥꯏ꯫ ꯗꯦꯇꯥ ꯑꯁꯤ ꯄꯥꯟꯗꯝ ꯊꯝꯂꯤꯕꯥ ꯀꯟꯇꯦꯟꯠ ꯃꯦꯁꯦꯖꯤꯡ ꯑꯃꯁꯨꯡ ꯔꯤꯀꯃꯦꯟꯗꯦꯁꯟꯁꯤꯡꯒꯤ ꯈꯨꯠꯊꯥꯡꯗꯥ ꯑꯈꯟꯅꯕꯥ ꯄꯔꯁꯣꯅꯦꯂꯥꯏꯖ ꯇꯧꯔꯕꯥ ꯀꯁꯇꯃꯔ ꯑꯦꯛꯁꯄꯤꯔꯤꯑꯦꯟꯁꯁꯤꯡ ꯁꯦꯝꯒꯠꯅꯕꯥ ꯁꯤꯖꯤꯟꯅꯕꯥ ꯌꯥꯏ꯫ ꯄꯥꯟꯗꯝ ꯑꯁꯤ ꯑꯀꯛꯅꯕꯥ ꯌꯨꯖꯔꯁꯤꯡꯒꯥ ꯃꯔꯤ ꯂꯩꯅꯕꯥ ꯑꯃꯁꯨꯡ ꯑꯦꯡꯒꯦꯖ ꯇꯧꯕꯥ ꯌꯥꯕꯥ ꯇꯦꯜꯂꯔ ꯀꯟꯇꯦꯟꯠ ꯑꯃꯥ ꯄꯤꯗꯨꯅꯥ ꯃꯤꯑꯣꯏ ꯑꯃꯃꯝꯒꯤ ꯑꯣꯏꯕꯥ ꯄꯨꯛꯅꯤꯡ ꯆꯪꯕꯒꯤ ꯋꯥꯈꯜꯂꯣꯟ ꯑꯃꯥ ꯁꯦꯝꯒꯠꯄꯅꯤ꯫ ꯑꯥꯔꯇꯤꯐꯤꯁꯤꯌꯦꯜ ꯏꯟꯇꯤꯂꯤꯖꯦꯟꯁꯅꯥ ꯃꯈꯥ ꯇꯥꯅꯥ ꯍꯦꯟꯒꯠꯂꯛꯄꯒꯥ ꯂꯣꯏꯅꯅꯥ ꯌꯥꯝꯅꯥ ꯄꯔꯁꯣꯅꯦꯂꯥꯏꯖ ꯇꯧꯔꯕꯥ ꯑꯦꯛꯁꯄꯔꯤꯌꯦꯟꯁꯁꯤꯡ ꯄꯤꯕꯒꯤ ꯇꯧꯕꯥ ꯉꯝꯕꯁꯤꯡ ꯑꯁꯤ ꯍꯦꯟꯅꯥ ꯁꯣꯐꯤꯁ꯭ꯇꯤꯀꯦꯠ ꯑꯣꯏꯔꯛꯄꯥ ꯌꯥꯏ ꯃꯁꯤꯅꯥ ꯀꯝꯄꯦꯅꯤꯁꯤꯡꯗꯥ ꯃꯈꯣꯏꯒꯤ ꯀꯁꯇꯃꯔꯁꯤꯡꯒꯥ ꯍꯦꯟꯅꯥ ꯑꯔꯊ ꯂꯩꯕꯥ ꯃꯑꯣꯡꯗꯥ ꯋꯥꯔꯤ ꯁꯥꯟꯅꯕꯥ ꯉꯝꯅꯕꯥ ꯁꯛꯇꯤ ꯂꯩꯕꯥ ꯈꯨꯠꯂꯥꯏꯁꯤꯡ ꯐꯪꯍꯟꯒꯅꯤ꯫ ꯆꯥꯟꯕꯤꯗꯨꯅꯥ ꯆꯍꯤ ꯇꯔꯥꯃꯉꯥꯗꯗꯒꯤ ꯇꯔꯥꯅꯤꯄꯥꯟ ꯐꯥꯎꯕꯒꯤ ꯃꯅꯨꯡꯗꯥ ꯂꯩꯕꯥ ꯇꯤꯟꯁꯤꯡꯗꯥ ꯌꯥꯝꯅꯥ ꯅꯨꯡꯉꯥꯏꯕꯥ ꯐꯤꯂꯝ ꯑꯃꯥ ꯁꯖꯦꯁ꯭ꯠ ꯇꯧꯕꯤꯌꯨ꯫ ꯃꯁꯤ ꯁ꯭ꯇꯤꯐꯦꯟ ꯆꯕꯣꯁ꯭ꯀꯤꯒꯤ ꯅꯣꯚꯦꯜꯗꯥ ꯌꯨꯝꯐꯝ ꯑꯣꯏꯕꯥ ꯆꯍꯤ ꯂꯥꯛꯄꯒꯤ ꯋꯥꯔꯤꯅꯤ ꯑꯃꯁꯨꯡ ꯃꯁꯤꯅꯥ ꯍꯥꯏꯁ꯭ꯀꯨꯜꯒꯤ ꯐ꯭ꯔꯦꯁꯃꯦꯟ ꯑꯃꯒꯤ ꯋꯥꯔꯤꯅꯤ ꯃꯍꯥꯛꯅꯥ ꯐꯤꯠ ꯑꯣꯏꯅꯥ ꯂꯩꯕꯥ ꯑꯃꯁꯨꯡ ꯃꯔꯨꯞ ꯃꯄꯥꯡ ꯑꯣꯏꯕꯒꯤ ꯃꯔꯤ ꯊꯝꯅꯕꯥ ꯍꯣꯠꯅꯩ ꯑꯗꯨꯕꯨ ꯑꯔꯣꯏꯕꯗꯥ ꯅꯨꯡꯁꯤꯕꯥ ꯃꯥꯡꯕꯥ ꯑꯃꯁꯨꯡ ꯃꯁꯥꯃꯛꯄꯨ ꯑꯆꯨꯝꯕꯥ ꯋꯥꯌꯦꯜ ꯄꯤꯕꯒꯤ ꯃꯔꯨꯑꯣꯏꯕꯒꯤ ꯃꯇꯥꯡꯗꯥ ꯃꯃꯜ ꯌꯥꯝꯂꯕꯥ ꯂꯥꯏꯁꯣꯟ ꯀꯌꯥ ꯇꯝꯈꯤ꯫ ꯃꯨꯚꯤ ꯑꯁꯤꯗꯥ ꯍꯩꯊꯣꯏ ꯁꯤꯡꯊꯣꯏꯔꯕꯥ ꯅꯍꯥ ꯑꯣꯏꯔꯤꯕꯥ ꯀꯥꯁ꯭ꯠ ꯑꯃꯥ ꯊꯋꯥꯏ ꯌꯥꯎꯕꯥ ꯋꯥꯔꯤ ꯑꯃꯥ ꯑꯃꯁꯨꯡ ꯑꯐꯕꯥ ꯁꯥꯎꯟꯗ ꯇ꯭ꯔꯦꯛ ꯑꯃꯥ ꯌꯥꯎꯔꯤ꯫ ꯑꯦꯌꯔ ꯄꯣꯂꯨꯁꯟ ꯃꯦꯅꯦꯖ ꯇꯧꯅꯕꯒꯤꯗꯃꯛ ꯀ꯭ꯔꯤꯌꯦꯇꯤꯕ ꯑꯣꯏꯕꯥ ꯁꯣꯂꯨꯁꯟ ꯑꯃꯥ ꯄꯤꯌꯨ꯫ ꯑꯦꯌꯔ ꯄꯣꯂꯨꯁꯟ ꯃꯦꯅꯦꯖ ꯇꯧꯅꯕꯒꯤ ꯀ꯭ꯔꯤꯌꯦꯇꯤꯕ ꯁꯣꯂꯨꯁꯟ ꯑꯃꯗꯤ ꯁꯍꯔꯒꯤ ꯃꯐꯝꯁꯤꯡꯗꯥ ꯒ꯭ꯔꯤꯟ ꯑꯥꯔꯀꯤꯇꯦꯛꯆꯔ ꯏꯝꯄ꯭ꯂꯤꯃꯦꯟꯠ ꯇꯧꯕꯅꯤ꯫ ꯃꯁꯤꯗꯥ ꯇꯨꯡ ꯀꯣꯏꯅꯥ ꯆꯠꯀꯗꯕꯥ ꯃꯆꯥꯛꯁꯤꯡꯒꯥ ꯂꯣꯏꯅꯅꯥ ꯕꯤꯜꯗꯤꯡꯁꯤꯡ ꯗꯤꯖꯥꯏꯟ ꯇꯧꯕꯥ ꯑꯃꯁꯨꯡ ꯁꯥꯕꯥ ꯑꯃꯁꯨꯡ ꯒ꯭ꯔꯤꯟ ꯔꯨꯐ ꯂꯤꯚꯤꯡ ꯋꯥꯜ ꯑꯃꯁꯨꯡ ꯏꯟꯗꯣꯔ ꯒꯥꯔꯗꯦꯟꯒꯨꯝꯕꯥ ꯐꯤꯆꯔꯁꯤꯡ ꯌꯥꯎꯍꯟꯕꯥ ꯌꯥꯎꯔꯤ꯫ ꯃꯁꯤꯅꯥ ꯒ꯭ꯔꯤꯟꯍꯥꯎꯁ ꯒ꯭ꯌꯥꯁ ꯊꯥꯗꯣꯛꯄꯥ ꯍꯟꯊꯍꯟꯗꯨꯅꯥ ꯅꯨꯡꯁꯤꯠꯀꯤ ꯃꯒꯨꯟ ꯐꯒꯠꯍꯟꯕꯗꯥ ꯃꯇꯦꯡ ꯄꯥꯡꯕꯇꯥ ꯅꯠꯇꯅꯥ ꯑꯦꯠꯃꯣꯁ꯭ꯐꯤꯌꯔꯗꯒꯤ ꯄꯣꯂꯨꯁꯟ ꯂꯧꯊꯣꯛꯄꯥ ꯉꯝꯕꯥ ꯐ꯭ꯂꯣꯔꯥꯒꯤ ꯒ꯭ꯔꯣꯊꯁꯨ ꯍꯦꯟꯒꯠꯍꯜꯂꯤ꯫ ꯑꯇꯣꯞꯄꯥ ꯁꯣꯂꯨꯁꯟ ꯑꯃꯅꯥ ꯁꯥꯏꯀꯜ ꯊꯧꯕꯥ ꯈꯣꯡꯅꯥ ꯆꯠꯄꯥ ꯅꯠꯇ꯭ꯔꯒꯥ ꯏꯂꯦꯛꯇ꯭ꯔꯤꯛ ꯀꯥꯔꯒꯣꯒꯨꯝꯕꯥ ꯂꯣ-ꯏꯃꯤꯁꯟ ꯇ꯭ꯔꯥꯟꯁꯄꯣꯔꯠ ꯑꯣꯞꯁꯟꯁꯤꯡ ꯁꯤꯖꯤꯟꯅꯕꯥ ꯑꯃꯁꯨꯡ ꯃꯤꯌꯥꯝꯒꯤ ꯇ꯭ꯔꯥꯟꯁꯄꯣꯔꯇꯦꯁꯟꯒꯤ ꯑꯣꯞꯁꯟꯁꯤꯡ ꯄꯥꯛꯊꯣꯛ ꯆꯥꯎꯊꯣꯛꯍꯟꯕꯥ ꯑꯁꯤ ꯑꯣꯏꯕꯥ ꯌꯥꯏ꯫ ꯃꯁꯤꯒꯤ ꯃꯊꯛꯇꯥ ꯑꯔꯕꯥꯟ ꯄ꯭ꯂꯥꯅꯤꯡꯅꯥ ꯒꯥꯔꯤꯗꯥ ꯃꯈꯥ ꯄꯣꯟꯕꯥ ꯍꯟꯊꯍꯟꯅꯕꯥ ꯈꯣꯡꯅꯥ ꯆꯠꯄꯥ ꯌꯥꯕꯥ ꯁꯍꯔꯁꯤꯡ ꯁꯦꯝꯒꯠꯄꯗꯥ ꯃꯤꯠꯌꯦꯡ ꯊꯝꯕꯥ ꯌꯥꯏ꯫ ꯀꯝꯄꯦꯅꯤꯁꯤꯡꯅꯥ ꯃꯈꯣꯏꯒꯤ ꯀꯥꯔꯕꯣꯟ ꯐꯨꯠꯄ꯭ꯔꯤꯟꯠ ꯍꯟꯊꯍꯟꯅꯕꯥ ꯏꯟꯁꯦꯟꯇꯤꯕꯁꯤꯡ ꯏꯟꯗꯁꯇ꯭ꯔꯤꯁꯤꯡꯗꯥ ꯑꯀꯟꯕꯥ ꯆꯠꯅ ꯀꯥꯡꯂꯣꯟꯁꯤꯡ ꯊꯝꯕꯥ ꯑꯃꯁꯨꯡ ꯔꯤꯅ꯭ꯌꯨꯑꯦꯕꯜ ꯏꯅꯔꯖꯤ ꯁꯣꯔꯁꯁꯤꯡꯗꯥ ꯁꯦꯜ ꯊꯥꯗꯕꯥ ꯑꯁꯤꯅꯥ ꯑꯦꯌꯔ ꯄꯣꯂꯨꯁꯟ ꯃꯦꯅꯦꯖ ꯇꯧꯕꯗꯥ ꯃꯈꯥ ꯇꯥꯅꯥ ꯃꯇꯦꯡ ꯄꯥꯡꯕꯥ ꯉꯝꯒꯅꯤ꯫